ꯚꯦꯁꯇꯥ ꯑꯁꯤ ꯔꯣꯃꯥꯟ ꯂꯥꯏꯅꯤꯡꯗ (ꯒ꯭ꯔꯤꯛꯀꯤ ꯂꯥꯏꯔꯦꯝꯕꯤ ꯍꯦꯁꯇꯤꯌꯥꯒ ꯃꯔꯤ ꯂꯩꯅꯕ) ꯍꯣꯜ, ꯌꯨꯝ ꯑꯃꯁꯨꯡ ꯌꯨꯝꯒꯤ ꯑꯣꯏꯕ ꯄꯨꯟꯁꯤꯒꯤ ꯂꯥꯏꯔꯦꯝꯕꯤꯅꯤ꯫ ꯃꯍꯥꯛ ꯇꯥꯏꯇꯟꯁꯤꯡ ꯀ꯭ꯔꯣꯅꯣꯁ ꯑꯃꯁꯨꯡ ꯔꯤꯌꯥꯒꯤ ꯃꯅꯨꯡꯗ ꯑꯍꯥꯟꯕ ꯄꯣꯛꯈꯤꯕꯅꯤ ꯑꯃꯁꯨꯡ ꯑꯇꯣꯞꯄꯁꯤꯡꯒꯨꯝꯅ ꯃꯍꯥꯛꯀꯤ ꯃꯄꯥꯅ ꯂꯧꯁꯤꯟꯈꯤ꯫ ꯃꯈꯣꯏꯒꯤ ꯃꯄꯥꯕꯨꯡꯒꯤ ꯑꯄꯥꯝꯕꯗꯒꯤ ꯅꯥꯟꯊꯣꯛꯄ ꯉꯝꯈꯤꯕ ꯃꯍꯥꯛꯀꯤ ꯃꯅꯥꯎꯅꯨꯄꯥ ꯖꯨꯄꯤꯇꯔ (ꯒ꯭ꯔꯤꯛ ꯖꯤꯎꯁ)ꯅ ꯃꯍꯥꯛꯀꯤ ꯃꯆꯤꯟ-ꯃꯅꯥꯎ ꯅꯨꯄꯥꯁꯤꯡꯕꯨ ꯊꯥꯗꯣꯛꯈꯤꯕ ꯃꯇꯝꯗ, ꯚꯦꯁꯄꯥ ꯑꯁꯤ ꯑꯔꯣꯏꯕ ꯑꯣꯏꯅ ꯊꯥꯗꯣꯛꯈꯤ (ꯃꯔꯝꯗꯤ ꯃꯍꯥꯛ ꯑꯍꯥꯟꯕ ꯑꯣꯏꯅ ꯂꯧꯁꯤꯟꯈꯤꯕꯅꯤ) ꯑꯃꯁꯨꯡ ꯃꯔꯝ ꯑꯁꯤꯅ ꯂꯥꯏꯁꯤꯡꯒꯤ ꯃꯅꯨꯡꯗ ꯈ꯭ꯋꯥꯏꯗꯒꯤ ꯑꯍꯜ ꯑꯃꯁꯨꯡ ꯈ꯭ꯋꯥꯏꯗꯒꯤ ꯑꯇꯣꯟꯕ ꯑꯅꯤꯃꯛ ꯑꯣꯏꯅ ꯂꯧꯅꯩ꯫ ꯃꯍꯥꯛ ꯌꯥꯝꯅ ꯐꯖꯈꯤ ꯑꯃꯁꯨꯡ ꯃꯍꯥꯛꯀꯤ ꯈꯨꯠꯀꯤꯗꯃꯛ ꯂꯥꯟꯊꯦꯡꯅꯈꯤꯕ ꯑꯦꯄꯣꯂꯣ ꯑꯃꯁꯨꯡ ꯅꯦꯞꯇꯨꯟ ꯑꯅꯤꯃꯛꯀꯤ ꯄꯨꯛꯅꯤꯡ ꯆꯤꯡꯁꯤꯟꯈꯤ꯫ ꯑꯗꯨꯝ ꯑꯣꯏꯅꯃꯛ, ꯚꯦꯁꯇꯥꯅ ꯃꯈꯣꯏ ꯑꯅꯤꯃꯛ ꯌꯥꯈꯤꯗꯦ, ꯑꯃꯁꯨꯡ ꯖꯨꯄꯤꯇꯔꯗ ꯃꯍꯥꯛꯄꯨ ꯃꯇꯝ ꯆꯨꯞꯄꯗ ꯚꯔꯖꯤꯟ ꯑꯃ ꯑꯣꯏꯅ ꯂꯩꯕ ꯌꯥꯍꯟꯅꯕ ꯍꯥꯏꯖꯈꯤ꯫ ꯃꯍꯥꯛꯅ ꯃꯁꯤꯗ ꯑꯌꯥꯕ ꯄꯤꯔꯛꯄ ꯃꯇꯝꯗ, ꯚꯦꯁꯇꯥꯅ ꯄꯦꯟꯈꯤ ꯑꯃꯁꯨꯡ ꯃꯍꯥꯛꯀꯤ ꯌꯨꯝ ꯌꯦꯡꯁꯤꯟꯈꯤ꯫ ꯑꯁꯨꯝꯅ ꯃꯍꯥꯛꯄꯨ ꯌꯨꯝꯒꯤ ꯑꯣꯏꯕ ꯄꯨꯟꯁꯤꯒ ꯃꯔꯤ ꯂꯩꯅꯍꯟꯈꯤ ꯑꯗꯨꯕꯨ ꯍꯦꯟꯅ ꯃꯔꯨꯑꯣꯏꯅ, ꯌꯨꯝꯒꯤ ꯏꯪ-ꯆꯤꯛꯄꯒ ꯃꯔꯤ ꯂꯩꯅꯩ꯫ ꯑꯔꯤꯕ ꯔꯣꯃꯥꯟꯁꯤꯡꯒꯤ ꯃꯌꯨꯝꯗ ꯃꯩ ꯆꯥꯛꯄ ꯑꯁꯤ ꯆꯤꯟꯖꯥꯛ ꯊꯣꯡꯕ ꯑꯃꯁꯨꯡ ꯏꯁꯤꯡ ꯁꯥꯕꯗ ꯇꯉꯥꯏꯐꯗꯕ ꯑꯣꯏꯕꯇ ꯅꯠꯇꯅ ꯏꯃꯨꯡ ꯑꯗꯨꯒꯤ ꯄꯨꯟꯁꯤꯟꯅꯕ ꯃꯐꯝ ꯑꯣꯏꯅꯁꯨ ꯃꯊꯧ ꯇꯧꯈꯤ ꯑꯃꯁꯨꯡ ꯃꯇꯝꯒꯤ ꯃꯇꯨꯡ ꯏꯟꯅ ꯑꯀꯛꯅꯕ ꯌꯨꯝ ꯑꯗꯨꯒꯤ ꯑꯀꯣꯏꯕꯗ ꯄꯨꯟꯁꯤꯟꯈꯤꯕ ꯑꯀꯛꯅꯕ ꯏꯃꯨꯡ ꯑꯗꯨꯒꯤ ꯊꯋꯥꯏꯒ ꯃꯔꯤ ꯂꯩꯅꯔꯛꯈꯤ꯫ ꯔꯣꯝꯗ ꯂꯩꯔꯤꯕ ꯂꯩꯅꯨꯡ ꯑꯃꯁꯤ ꯑꯁꯤ ꯇꯁꯦꯡꯅ ꯑꯁꯤꯒꯨꯝꯕ ꯊꯕꯛ ꯊꯧꯔꯝꯒꯤ ꯃꯐꯝ ꯑꯃ ꯑꯣꯏꯔꯝꯃꯤ ꯑꯃꯁꯨꯡ ꯃꯐꯝ ꯑꯗꯨꯗ ꯃꯩ ꯆꯥꯛꯈꯤꯕ ꯃꯩ ꯑꯗꯨ ꯈ꯭ꯋꯥꯏꯗꯒꯤ ꯃꯔꯨꯑꯣꯏꯈꯤ꯫ ꯌꯨꯝ ꯑꯗꯨꯒꯤ ꯂꯥꯏꯁꯤꯡꯗ ꯀꯠꯊꯣꯛꯈꯤꯕꯁꯤꯡ ꯑꯗꯨ ꯃꯩꯅ ꯀꯠꯊꯣꯛꯈꯤ ꯑꯃꯁꯨꯡ ꯃꯩ ꯆꯥꯛꯄꯗ ꯂꯪꯊꯈꯤ꯫ ꯀꯅꯥꯒꯨꯝꯕ ꯑꯃꯅ ꯂꯂꯣꯟ-ꯏꯇꯤꯛꯀꯤ ꯈꯣꯡꯆꯠ ꯑꯃꯗ, ꯅꯠꯇ꯭ꯔꯒ ꯁꯨꯇꯤꯗ ꯐꯥꯎꯕ ꯌꯨꯝꯗꯒꯤ ꯊꯣꯔꯛꯄ ꯃꯇꯝꯗ, ꯀꯅꯥꯒꯨꯝꯕ ꯑꯃꯅ ꯂꯥꯞꯅ ꯂꯩꯔꯤꯉꯩꯗꯁꯨ ꯀꯅꯥꯒꯨꯝꯕ ꯑꯃꯒꯤ ꯌꯨꯝ ꯑꯗꯨ ꯅꯛꯅꯅ ꯊꯝꯅꯕꯒꯤꯗꯃꯛꯇ ꯃꯩ ꯆꯥꯛꯄ ꯈꯔ ꯄꯨꯗꯨꯅ ꯆꯠꯂꯤ꯫ ꯃꯈꯥ ꯇꯥꯅ, ꯃꯩ ꯁꯦꯝꯕ ꯅꯠꯇ꯭ꯔꯒ ꯄꯨꯊꯣꯛ-ꯄꯨꯁꯤꯟ ꯇꯧꯕꯗ ꯑꯋꯥꯕ ꯑꯁꯤꯅ ꯂꯦꯞꯇꯅ ꯃꯩ ꯆꯥꯛꯂꯤꯕ ꯂꯩꯅꯨꯡ ꯑꯗꯨ ꯌꯨꯝ ꯑꯃꯁꯨꯡ ꯔꯥꯖ꯭ꯌꯒꯤ ꯕꯤꯜꯗꯤꯡꯁꯤꯡꯗ ꯃꯔꯨꯑꯣꯏꯕ ꯃꯆꯥꯛ ꯑꯃ ꯑꯣꯏꯍꯟꯈꯤ꯫ ꯃꯔꯝ ꯑꯁꯤꯅ ꯚꯦꯁꯇꯥ, ꯄꯦꯅꯦꯠꯁ, ꯄꯦꯟꯁ ꯑꯃꯁꯨꯡ ꯂꯥꯔꯦꯁꯀꯤ ꯌꯨꯝꯒꯤ ꯊꯋꯥꯏꯁꯤꯡꯒ ꯂꯣꯏꯅꯅ ꯔꯣꯃꯥꯟ ꯈꯨꯟꯅꯥꯏꯒꯤ ꯊꯥꯛ ꯈꯨꯗꯤꯡꯃꯛꯇ ꯏꯀꯥꯏ ꯈꯨꯝꯅꯕ ꯂꯥꯏꯔꯦꯝꯕꯤ ꯑꯃ ꯑꯣꯏꯔꯝꯃꯤ ꯃꯔꯝꯗꯤ ꯃꯍꯥꯛꯄꯨ ꯈ꯭ꯋꯥꯏꯗꯒꯤ ꯃꯇꯤꯛ ꯆꯥꯕ ꯑꯦꯄꯥ꯭ꯔꯠꯃꯦꯟꯒꯤ ꯈ꯭ꯋꯥꯏꯗꯒꯤ ꯆꯥꯎꯕ ꯚꯤꯂꯥ ꯐꯥꯎꯕ ꯇꯁꯦꯡꯅ "ꯌꯨꯝꯒꯤ ꯃꯩ ꯆꯥꯛꯍꯟꯗꯨꯅ ꯊꯝꯕ"ꯍꯥꯏꯅ ꯈꯟꯅꯔꯝꯃꯤ꯫ ꯔꯣꯃꯥꯟ ꯐꯣꯔꯝꯗ ꯂꯩꯕ ꯚꯦꯁꯇꯥꯒꯤ ꯂꯥꯏꯁꯪꯗ ꯃꯩ ꯑꯃ ꯃꯇꯝ ꯆꯨꯞꯄꯒꯤ ꯑꯣꯏꯅ ꯃꯩ ꯆꯥꯛꯈꯤ ꯑꯃꯁꯨꯡ ꯚꯦꯁꯇꯜ ꯚꯔꯖꯤꯟꯁ ꯅ ꯌꯦꯡꯁꯤꯟꯈꯤ꯫ ꯃꯩ ꯑꯁꯤ ꯆꯍꯤ ꯈꯨꯗꯤꯡꯒꯤ ꯃꯥꯔꯁ ꯑꯃꯗ ꯅꯧꯅ ꯇꯧꯈꯤ (ꯃꯁꯤ ꯑꯍꯥꯟꯕꯗ ꯔꯣꯃꯥꯟꯒꯤ ꯑꯅꯧꯕ ꯆꯍꯤꯅꯤ) ꯑꯃꯁꯨꯡ ꯁꯦꯠꯆꯨꯔꯤ ꯑꯁꯤ ꯚꯦꯁꯇꯥꯒꯤ ꯆꯥꯛꯂꯦꯟꯒꯤ ꯅꯨꯃꯤꯠꯁꯤꯡ (ꯖꯨꯟ ꯇꯔꯦꯠ-ꯇꯔꯥꯃꯉꯥ, ꯚꯦꯁꯇꯥꯂꯤꯌꯥ ꯍꯥꯏꯅ ꯈꯪꯅꯕ) ꯃꯇꯝꯗ ꯃꯦꯇ꯭ꯔꯣꯟꯁꯤꯡꯕꯨ ꯈꯣꯡꯅ ꯆꯠꯄ ꯑꯃꯁꯨꯡ ꯏꯀꯥꯏ ꯈꯨꯝꯅꯗꯅ ꯆꯠꯄꯒꯤ ꯑꯌꯥꯕ ꯄꯤꯈꯤꯕ ꯃꯇꯝꯗ ꯃꯤꯌꯥꯝꯗ ꯍꯥꯡꯗꯣꯛꯈꯤꯗꯦ꯫ ꯚꯦꯁꯇꯥꯂꯤꯌꯥ ꯂꯣꯏꯔꯛꯄ ꯃꯇꯝꯗ ꯁꯦꯟꯆꯨꯔꯤ ꯑꯁꯤ ꯊꯧꯔꯝ ꯅꯥꯏꯅ ꯄꯥꯛꯊꯣꯛ ꯆꯥꯎꯊꯣꯛꯍꯟꯈꯤ ꯑꯃꯁꯨꯡ ꯃꯁꯤꯕꯨ ꯇꯥꯏꯕꯔ ꯇꯨꯔꯦꯜꯗ ꯅꯠꯇ꯭ꯔꯒ ꯁꯍꯔ ꯑꯁꯤꯗ ꯌꯥꯅꯔꯕ ꯑꯀꯛꯅꯕ ꯃꯐꯝ ꯑꯃꯗ ꯁ꯭ꯋꯤꯄꯤꯡꯁꯤꯡ ꯑꯗꯨ ꯂꯣꯏꯁꯤꯟꯗ꯭ꯔꯤꯐꯥꯎꯕ ꯂꯥꯏꯕꯛ ꯐꯠꯇꯕ ꯑꯃꯁꯨꯡ ꯃꯔꯨꯞ-ꯃꯄꯥꯡꯒꯜ ꯂꯩꯇꯕꯒꯤ ꯃꯇꯝ ꯑꯣꯏꯅ ꯂꯧꯅꯔꯝꯃꯤ꯫ ꯚꯦꯁꯇꯜ ꯚꯔꯖꯤꯟꯁꯤꯡꯅ ꯚꯦꯁꯇꯥꯒꯤ ꯁꯦꯕꯥꯔꯤꯁꯤꯡ ꯑꯣꯏꯅ ꯃꯈꯣꯏꯒꯤ ꯃꯇꯝ ꯄꯨꯝꯅꯃꯛꯇ ꯁꯦꯡꯂꯕ ꯑꯣꯏꯅ ꯂꯩꯒꯅꯤ ꯍꯥꯏꯅ ꯊꯥꯖꯅꯔꯝꯃꯤ ꯑꯃꯁꯨꯡ ꯃꯗꯨ ꯇꯧꯕ ꯉꯝꯗꯕꯒꯤ ꯆꯩꯔꯥꯛ ꯑꯁꯤ ꯍꯤꯡꯅ ꯐꯨꯝꯖꯤꯟꯕ ꯅꯠꯇ꯭ꯔꯒ ꯊꯣꯏꯗꯣꯛ ꯍꯦꯟꯗꯣꯛꯄ ꯀꯦꯁ ꯑꯁꯤꯅꯤ꯫ ꯚꯦꯁꯇꯥ ꯑꯁꯤ ꯃꯇꯝ ꯄꯨꯝꯅꯃꯛꯇ ꯃꯍꯥꯛꯀꯤ ꯈ꯭ꯋꯥꯏꯗꯒꯤ ꯄꯥꯝꯖꯕ ꯁꯥ, ꯒꯙꯥꯒ ꯂꯣꯏꯅꯅ ꯃꯄꯨꯡ ꯐꯥꯅ ꯐꯤꯔꯣꯜ ꯁꯦꯠꯄ ꯅꯨꯄꯤ ꯑꯃ ꯑꯣꯏꯅ ꯎꯠꯂꯤ꯫ ꯚꯦꯁꯇꯥ ꯑꯁꯤ ꯂꯩꯅꯨꯡ ꯑꯗꯨꯒꯤ ꯂꯥꯏꯔꯦꯝꯕꯤ ꯑꯣꯏꯕꯅ ꯃꯍꯥꯛ ꯁꯍꯔ ꯑꯗꯨꯒꯤ ꯕꯦꯀꯔꯁꯤꯡꯒꯤ ꯌꯣꯛꯈꯠꯄꯤꯕ ꯂꯥꯏꯔꯦꯝꯕꯤꯁꯨ ꯑꯣꯏꯔꯝꯃꯤ꯫